ꯑꯩꯅꯥ ꯅꯉꯣꯟꯗꯥ ꯂꯥꯏꯁꯣꯟ ꯑꯃꯥ ꯇꯥꯛꯄꯤꯒꯅꯤ꯫ ꯑꯩꯒꯤ ꯅꯍꯥ ꯑꯣꯏꯔꯤꯕꯥ ꯃꯤꯁꯤꯡꯕꯨ ꯑꯁꯨꯝꯅꯥ ꯍꯥꯠꯄꯒꯤꯗꯃꯛ ꯅꯍꯥꯛꯅꯥ ꯃꯃꯜ ꯌꯥꯝꯅꯥ ꯄꯤꯒꯅꯤ꯫ ꯃꯤꯅꯨꯡꯁꯤ ꯂꯩꯇ꯭ꯔꯕꯥ ꯃꯑꯣꯡꯗꯥ꯫ ꯔꯣꯒ ꯏꯂꯤꯐꯦꯛꯇ ꯑꯗꯨꯅꯥ ꯃꯤꯠꯌꯦꯡ ꯑꯃꯠꯇꯥ ꯊꯝꯈꯤꯗꯦ ꯑꯃꯁꯨꯡ ꯂꯝꯗꯝ ꯑꯗꯨꯒꯥ ꯂꯣꯏꯅꯅꯥ ꯅꯣꯡꯃꯩ ꯀꯥꯞꯇꯨꯅꯥ ꯃꯈꯥ ꯇꯥꯅꯥ ꯆꯠꯈꯤ꯫ ꯑꯆꯧꯕꯥ ꯑꯋꯥꯕꯥ ꯇꯥꯔꯕꯥ ꯃꯃꯥ ꯄꯦꯕꯦꯠꯅꯥ ꯃꯃꯥ ꯂꯨꯃꯔꯦꯜꯗꯥ ꯊꯧꯅꯤꯖꯈꯤ꯫ ꯍꯣ ꯏꯃꯥ ꯂꯩꯃꯔꯦꯜ ꯄꯨꯝꯅꯥꯃꯛꯀꯤ ꯑꯥꯄꯣꯛꯄꯤ ꯑꯩꯒꯤ ꯏꯆꯥ ꯁꯤꯡꯗꯣ ꯃꯔꯥꯜ ꯂꯩꯖꯗꯕꯅꯤ꯫ ꯃꯥꯃꯥ ꯃꯉꯣꯟꯗꯥ ꯀꯟꯕꯤꯌꯨ ꯍꯥꯏꯖꯥꯈꯤ꯫ ꯑꯗꯨꯕꯨ ꯄꯥꯡꯒꯜ ꯁꯣꯟꯕꯥ ꯀꯧꯕꯅ ꯃꯈꯣꯏꯕꯨ ꯀꯟꯕ ꯉꯝꯈꯤꯗꯦ ꯏꯃꯥ ꯒꯤ ꯊꯧꯖꯥꯂꯅꯥ ꯇꯥꯏꯕꯪ ꯁꯦꯝꯕꯥꯅꯤ ꯏꯃꯥꯒꯤ ꯊꯧꯖꯜ ꯅꯤꯖꯥꯔꯤ꯫ ꯅꯥꯄꯜ ꯆꯧꯕꯥ ꯁꯥꯃꯨꯗꯣ ꯃꯔꯥꯜꯒꯤ ꯃꯇꯤꯛ ꯆꯥꯕ ꯗꯟꯗꯤ ꯄꯤꯕꯤꯌꯨ꯫ ꯏꯃꯥꯒꯤ ꯈꯨꯌꯥꯈꯥꯗꯥ ꯄꯨꯅꯦꯝꯖꯔꯤ ꯅꯆꯥꯅꯥ꯫ ꯃꯍꯥꯛꯅꯥ ꯅꯨꯃꯤꯠ ꯑꯃꯥ ꯃꯄꯨꯡ ꯐꯥꯅꯥ ꯑꯌꯨꯛ ꯅꯨꯡꯊꯤꯜ ꯄ꯭ꯔꯥꯊꯅꯥ ꯇꯧꯈꯤ ꯑꯃꯁꯨꯡ ꯅꯨꯃꯤꯠ ꯑꯃꯗꯥ ꯃꯤꯠꯀꯨꯞ ꯑꯃꯗꯥ ꯗꯤꯚꯥꯏꯟ ꯃꯃꯥꯒꯤ ꯃꯤꯅꯨꯡꯁꯤ ꯂꯩꯕꯥ ꯃꯑꯣꯡ ꯑꯗꯨ ꯅꯨꯡꯉꯥꯏꯕꯥ ꯃꯉꯥꯜ ꯑꯃꯗꯥ ꯃꯄꯨꯡ ꯐꯥꯔꯛꯈꯤ ꯑꯃꯁꯨꯡ ꯑꯆꯧꯕꯥ ꯅꯨꯡꯁꯤꯕꯒꯥ ꯂꯣꯏꯅꯅꯥ ꯋꯥ ꯉꯥꯡꯈꯤ꯫ ꯑꯕꯦꯃꯥ ꯄꯦꯕꯦꯠ ꯅꯪꯒꯤ ꯄꯨꯛꯅꯤꯡꯒꯤ ꯆꯩꯅꯥ ꯏꯃꯥꯅꯥ ꯈꯪꯏ꯫ ꯂꯝꯍꯦꯟꯕꯥ ꯁꯥꯃꯨ ꯑꯗꯣ ꯗꯟꯗꯤ ꯐꯪꯒꯅꯤ ꯑꯃꯁꯨꯡ ꯃꯃꯥꯒꯤ ꯄꯥꯎꯇꯥꯛ ꯈꯔꯥ ꯑꯃꯁꯨꯡ ꯊꯧꯖꯥꯜ ꯈꯔꯥ ꯄꯤꯔꯕꯥ ꯃꯇꯨꯡꯗꯥ ꯃꯍꯥꯛꯀꯤ ꯗꯤꯚꯥꯏꯟ ꯃꯑꯣꯡ ꯑꯗꯨ ꯇꯞꯅꯥ ꯇꯞꯅꯥ ꯂꯥꯜꯄꯥ ꯈꯣꯟꯖꯦꯜ ꯑꯃꯒꯥ ꯂꯣꯏꯅꯅꯥ ꯏꯊꯥꯅꯣꯜꯗꯥ ꯁꯟꯗꯣꯛꯈꯤ꯫ ꯄꯦꯕꯦꯠꯀꯤ ꯊꯝꯃꯣꯏ ꯑꯗꯨ ꯁꯥꯟꯇꯤ ꯑꯃꯁꯨꯡ ꯊꯧꯅꯥꯅ ꯊꯜꯂꯝꯃꯤ꯫ ꯃꯍꯥꯛꯅꯥ ꯏꯃꯥ ꯂꯩꯃꯦꯔꯦꯜꯒꯤ ꯄꯥꯎꯇꯥꯛ ꯑꯗꯨ ꯉꯥꯛꯅꯕꯥ ꯋꯥꯔꯦꯞ ꯂꯩꯈꯤ꯫ ꯃꯍꯥꯛꯀꯤ ꯑꯀꯟꯕꯥ ꯈꯣꯡꯎꯞ ꯑꯗꯨꯅꯥ ꯃꯍꯥꯛꯅꯥ ꯃꯍꯥꯛꯀꯤ ꯃꯀꯣꯛꯊꯣꯡꯕꯗꯨꯒꯤ ꯃꯔꯛꯇꯥ ꯊꯨꯅꯥ ꯌꯥꯡꯅꯥ ꯆꯦꯟꯁꯤꯜꯂꯛꯈꯤ꯫ ꯃꯍꯥꯛꯅꯥ ꯃꯍꯥꯛꯀꯤ ꯄꯥꯡꯒꯜ ꯄꯨꯝꯅꯃꯛꯅꯥ ꯃꯐꯝ ꯑꯃꯗꯥ ꯍꯟꯖꯤꯟ ꯍꯟꯖꯤꯟ ꯂꯥꯟꯗꯥꯈꯤ꯫ ꯑꯀꯟꯕꯥ ꯈꯣꯡꯎꯞ ꯑꯗꯨꯅꯥ ꯑꯔꯣꯏꯕꯗꯥ ꯃꯐꯝ ꯑꯃꯥ ꯄꯤꯔꯛꯈꯤ ꯑꯃꯁꯨꯡ ꯂꯥꯜꯍꯧꯕꯥ ꯇꯨꯔꯦꯜ ꯑꯃꯗꯥ ꯏ ꯊꯣꯛꯈꯤ꯫ ꯃꯗꯨꯒꯤ ꯃꯇꯨꯡꯗꯥ ꯃꯍꯥꯛꯅꯥ ꯏꯁꯤꯡꯗꯥ ꯆꯥꯛ ꯆꯥꯕꯥ ꯑꯃꯁꯨꯡ ꯑꯁꯣꯛꯄꯥ ꯑꯗꯨꯗꯥ ꯉꯥ ꯌꯣꯛꯄꯥ ꯎꯆꯦꯛꯁꯤꯡꯒꯤ ꯀꯥꯡꯂꯨꯞ ꯑꯃꯥ ꯀꯧꯈꯤ꯫ ꯅꯨꯃꯤꯠ ꯑꯃꯒꯤ ꯃꯅꯨꯡꯗꯥ ꯉꯥ ꯑꯁꯤ ꯑꯁꯣꯛꯄꯥ ꯑꯗꯨꯗꯥ ꯄꯣꯛꯈꯤ ꯃꯗꯨꯅꯥ ꯃꯔꯝ ꯑꯣꯏꯔꯒꯥ ꯃꯩꯁꯥ ꯊꯣꯛꯍꯟꯈꯤ ꯃꯗꯨꯅꯥ ꯗꯤꯞ ꯐꯦꯁꯇ꯭ꯔꯦꯁꯤꯡ ꯊꯣꯛꯍꯟꯈꯤ꯫ ꯅꯨꯃꯤꯠ ꯈꯨꯗꯤꯡꯒꯤ ꯏꯂꯤꯐꯦꯟꯠ ꯑꯗꯨꯒꯤ ꯐꯤꯚꯝ ꯑꯗꯨ ꯍꯦꯟꯅꯥ ꯐꯒꯠꯂꯛꯈꯤ ꯑꯃꯁꯨꯡ ꯑꯔꯣꯏꯕꯗꯥ ꯑꯆꯧꯕꯥ ꯏꯂꯤꯐꯦꯟꯠ ꯑꯗꯨꯅꯥ ꯃꯍꯥꯛꯀꯤ ꯃꯅꯥꯛꯇꯥ ꯂꯦꯞꯂꯒꯥ ꯄꯦꯕꯦꯠ ꯑꯗꯨꯗꯥ ꯃꯍꯥꯛꯀꯤ ꯄꯨꯟꯁꯤ ꯀꯟꯅꯕꯥ ꯍꯥꯏꯖꯈꯤ꯫ ꯃꯤꯀꯨꯞ ꯑꯁꯤꯗꯥ ꯄꯦꯕꯦꯠꯅꯥ ꯏꯃꯥ ꯂꯩꯃꯔꯦꯜꯒꯤ ꯊꯧꯖꯥꯜ ꯄꯤꯕꯤꯅꯕꯥ ꯄꯥꯎꯇꯥꯛ ꯑꯗꯨ ꯅꯤꯡꯁꯤꯡꯈꯤ ꯄꯨꯟꯁꯤ ꯂꯧꯔꯣꯏꯗꯕꯅꯤ ꯋꯥꯍꯟꯊꯣꯛ ꯄꯤꯔꯣꯏꯗꯕꯅꯤ ꯑꯗꯨꯕꯨ ꯄꯥꯞꯆꯦꯟꯕꯥ ꯃꯤꯁꯤꯡꯕꯨ ꯃꯥꯡꯍꯟꯒꯗꯕꯅꯤ꯫ ꯁꯣꯂꯣꯃꯦꯟ ꯑꯣꯏꯅꯥ ꯄꯦꯕꯦꯠꯅꯥ ꯂꯥꯎꯊꯣꯛꯈꯤ ꯅꯍꯥꯛꯀꯤ ꯂꯥꯡꯇꯛꯅꯕꯗꯥ ꯅꯍꯥꯛꯅꯥ ꯑꯩꯒꯤ ꯑꯉꯥꯡꯁꯤꯡꯕꯨ ꯍꯥꯠꯈꯤ ꯑꯃꯁꯨꯡ ꯍꯧꯖꯤꯛ ꯅꯍꯥꯛꯅꯥ ꯅꯍꯥꯛꯀꯤ ꯄꯨꯟꯁꯤꯒꯤꯗꯃꯛ ꯊꯧꯅꯤꯖꯔꯤ ꯀꯔꯤꯒꯨꯝꯕꯥ ꯅꯍꯥꯛꯅꯥ ꯇꯁꯦꯡꯅꯥ ꯄꯥꯞꯆꯦꯟꯕꯥ ꯐꯥꯎꯔꯕꯗꯤ ꯑꯃꯁꯨꯡ ꯄꯨꯟꯁꯤꯕꯨ ꯏꯀꯥꯏ ꯈꯨꯝꯅꯒꯅꯤ ꯍꯥꯏꯅꯥ ꯋꯥꯁꯛꯄꯤꯔꯕꯗꯤ ꯃꯈꯣꯏ ꯀꯌꯥ ꯌꯥꯝꯅꯥ ꯑꯄꯤꯛꯄꯥ ꯑꯣꯏꯔꯕꯁꯨ ꯑꯩꯅꯥ ꯅꯍꯥꯛꯀꯤ ꯄꯨꯟꯁꯤꯕꯨ ꯀꯟꯕꯤꯒꯅꯤ ꯑꯃꯁꯨꯡ ꯅꯍꯥꯛꯀꯤ ꯍꯛꯁꯦꯜ ꯑꯗꯨ ꯑꯃꯨꯛ ꯍꯟꯅꯥ ꯄꯨꯔꯛꯀꯅꯤ꯫ ꯏꯂꯤꯐꯦꯟꯠ ꯑꯗꯨꯅꯥ ꯅꯨꯡꯉꯥꯏꯔꯕꯥ ꯑꯗꯨꯕꯨ ꯄꯥꯞꯆꯦꯟꯕꯥ ꯈꯣꯟꯖꯦꯜ ꯑꯃꯗꯥ ꯍꯥꯏꯈꯤ ꯑꯩꯅꯥ ꯑꯁꯣꯛ ꯑꯄꯟ ꯑꯃꯁꯨꯡ ꯂꯥꯛꯀꯗꯧꯔꯤꯕꯥ ꯁꯤꯕꯒꯤ ꯑꯋꯥꯕꯥ ꯑꯗꯨ ꯈꯪꯂꯛꯄꯒꯥ ꯂꯣꯏꯅꯅꯥ ꯑꯩꯅꯥ ꯄꯨꯟꯁꯤꯒꯤ ꯃꯒꯨꯟ ꯑꯗꯨ ꯏꯀꯥꯏꯈꯨꯝꯅꯕꯥ ꯎꯠꯀꯅꯤ ꯑꯃꯁꯨꯡ ꯑꯩꯒꯤ ꯍꯤꯡꯁꯥꯒꯤ ꯂꯝꯕꯤꯁꯤꯡ ꯊꯥꯗꯣꯛꯀꯅꯤ ꯍꯥꯏꯅꯥ ꯋꯥꯁꯛꯆꯔꯤ ꯆꯥꯟꯕꯤꯗꯨꯅꯥ ꯑꯩꯕꯨ ꯃꯥꯡꯍꯟꯕꯤꯌꯨ꯫ ꯃꯍꯥꯛꯀꯤ ꯃꯃꯤꯠꯇꯥ ꯃꯤꯠꯀꯨꯞ ꯑꯃꯥ ꯂꯥꯛꯈꯤ ꯂꯥꯛꯀꯗꯧꯔꯤꯕꯥ ꯅꯨꯃꯤꯠꯁꯤꯡꯗꯥ ꯄꯦꯕꯦꯠꯅꯥ ꯏꯂꯤꯐꯦꯟꯠꯀꯤ ꯑꯁꯣꯛ ꯑꯄꯟꯁꯤꯡꯗꯥ ꯖꯪꯒꯜꯗꯒꯤ ꯂꯥꯜꯄꯥ ꯍꯤꯗꯥ ꯂꯥꯡꯊꯛꯁꯤꯡ ꯊꯥꯈꯤ꯫ ꯑꯔꯣꯏꯕꯗꯥ ꯃꯍꯥꯛꯅꯥ ꯃꯍꯥꯛꯀꯤ ꯍꯛꯁꯦꯜ ꯑꯗꯨ ꯑꯃꯨꯛ ꯍꯟꯅꯥ ꯐꯒꯠꯂꯛꯈꯤ ꯑꯃꯁꯨꯡ ꯖꯪꯒꯜ ꯄꯨꯝꯕꯗꯥ ꯃꯍꯥꯛꯀꯤ ꯃꯤꯅꯨꯡꯁꯤ ꯂꯩꯕꯥ ꯃꯑꯣꯡ ꯃꯇꯧ ꯑꯗꯨꯒꯤꯗꯃꯛ ꯈꯪꯅꯔꯛꯈꯤ꯫ ꯄꯦꯕꯦꯠ ꯑꯃꯁꯨꯡ ꯏꯂꯤꯐꯦꯟꯠ ꯑꯁꯤ ꯃꯈꯣꯏꯒꯤ ꯄꯨꯟꯁꯤ ꯆꯨꯞꯄꯥ ꯌꯥꯝꯅꯥ ꯐꯕꯥ ꯃꯔꯨꯞ ꯑꯣꯏꯗꯨꯅꯥ ꯂꯩꯈꯤ꯫ ꯑꯅꯤꯁꯨꯕ ꯋꯥꯔꯤ ꯃꯇꯝ ꯑꯃꯗꯥ ꯄꯦꯕꯦꯠ ꯑꯃꯅꯥ ꯃꯍꯥꯛꯀꯤ ꯃꯆꯤꯟ ꯃꯅꯥꯎꯁꯤꯡꯒꯥ ꯂꯣꯏꯅꯅꯥ ꯂꯧꯎ ꯁꯤꯡꯎꯒꯤ ꯂꯝꯗꯥ ꯌꯨꯝ ꯑꯃꯥ ꯂꯩꯔꯝꯃꯤ꯫ ꯃꯍꯥꯛꯅꯥ ꯑꯍꯦꯟꯕꯥ ꯉꯥ ꯈꯔꯥ ꯄꯣꯛꯈꯤ ꯑꯃꯁꯨꯡ ꯁꯥꯟꯇꯤ ꯂꯩꯅꯥ ꯍꯤꯡꯈꯤ꯫ ꯅꯨꯃꯤꯠ ꯑꯃꯗꯥ ꯏꯂꯤꯐꯦꯟꯠ ꯑꯃꯥ ꯃꯈꯣꯏꯒꯤ ꯌꯨꯃꯒꯤ ꯃꯅꯥꯛꯇꯥ ꯂꯥꯛꯂꯝꯃꯤ꯫ ꯃꯈꯣꯏꯅꯥ ꯌꯨꯝꯒꯤ ꯃꯅꯥꯛꯇꯥ ꯂꯥꯛꯄꯥ ꯃꯇꯝꯗꯥ ꯉꯥꯅꯨꯁꯤꯡꯅꯥ ꯃꯈꯣꯏꯒꯤ ꯃꯃꯥꯗꯥ ꯍꯥꯌꯈꯤ ꯃꯥ ꯃꯈꯣꯏꯅꯥ ꯃꯅꯥꯛꯇꯥ ꯌꯧꯔꯛꯂꯤ ꯆꯥꯟꯕꯤꯗꯨꯅꯥ ꯑꯇꯣꯞꯄꯥ ꯂꯝꯕꯤ ꯑꯃꯥ ꯂꯧꯅꯕꯥ ꯂꯧꯕꯨꯛꯀꯤ ꯂꯨꯆꯤꯡꯕꯥ ꯑꯗꯨꯒꯥ ꯋꯥꯔꯤ ꯁꯥꯕꯤꯌꯨ ꯅꯠꯇ꯭ꯔꯕꯗꯤ ꯑꯩꯈꯣꯏꯅꯥ ꯃꯈꯣꯏꯅꯥ ꯁꯣꯛꯍꯟꯗꯨꯅꯥ ꯁꯤꯒꯅꯤ꯫